ꯑꯥꯏ. ꯍꯥꯏꯅ ꯈꯪꯅꯕ ꯑꯥꯔꯇꯤꯐꯤꯁꯤꯑꯦꯜ ꯏꯟꯇꯤꯂꯤꯖꯦꯟꯁ ꯍꯥꯏꯕꯁꯤ ꯃꯍꯧꯁꯥꯅ ꯃꯤꯑꯣꯏꯕꯒꯤ ꯏꯟꯇꯤꯂꯤꯖꯦꯟꯁ ꯃꯊꯧ ꯇꯥꯕ ꯊꯕꯛꯁꯤꯡ, ꯈꯨꯗꯝ ꯑꯣꯏꯅ ꯔꯤꯖꯅꯦꯜ, ꯄ꯭ꯔꯣꯕ꯭ꯂꯦꯝ ꯁꯣꯜꯕ ꯇꯧꯕ, ꯋꯥꯈꯜ ꯈꯟꯕ ꯑꯃꯁꯨꯡ ꯇꯝꯅꯕꯒꯤ ꯊꯕꯛꯁꯤꯡ ꯄꯥꯡꯊꯣꯛꯄ ꯉꯝꯕ ꯀꯝꯄ꯭ꯌꯨꯇꯔ ꯁꯤꯁ꯭ꯇꯦꯝꯁꯤꯡ ꯁꯦꯝꯒꯠꯄꯕꯨ ꯈꯪꯅꯩ꯫ ꯍꯥꯏꯔꯤꯕ ꯁꯤꯁ꯭ꯇꯦꯝꯁꯤꯡ ꯑꯁꯤꯅ ꯑꯍꯣꯡꯕ ꯑꯦꯂꯒꯣꯔꯤꯊꯝꯁꯤꯡ, ꯃꯦꯁꯤꯟ ꯂꯔꯅꯤꯡ ꯇꯦꯛꯅꯤꯛꯁꯤꯡ, ꯑꯃꯁꯨꯡ ꯗꯦꯇꯥ ꯑꯦꯅꯥꯂꯥꯏꯁꯤꯁ ꯁꯤꯖꯤꯟꯅꯗꯨꯅ ꯑꯔꯨꯕ ꯁꯃꯁ꯭ꯌꯥꯁꯤꯡ ꯀꯣꯛꯍꯟꯅꯕ ꯑꯃꯁꯨꯡ ꯃꯤꯑꯣꯏꯕꯒ ꯃꯥꯟꯅꯕ ꯃꯑꯣꯡꯗ ꯋꯥꯔꯦꯞ ꯂꯧꯏ꯫ ꯑꯥꯔꯇꯤꯐꯤꯁꯤꯑꯦꯜ ꯏꯟꯇꯤꯂꯤꯖꯦꯟꯁ. ꯒꯤ ꯇꯦꯛꯅꯣꯂꯣꯖꯤ ꯑꯁꯤ ꯂꯦꯞꯇꯅ ꯍꯦꯟꯒꯠꯂꯛꯂꯤ ꯑꯃꯁꯨꯡ ꯁ꯭ꯃꯥꯔꯇꯐꯣꯟꯁꯤꯡꯗ ꯏꯆꯝ ꯆꯝꯕ ꯚꯣꯏꯁ ꯑꯦꯁꯤꯁ꯭ꯇꯦꯟꯇꯁꯤꯡꯗꯒꯤ ꯍꯧꯔꯒ ꯒꯥꯔꯤꯁꯤꯡ ꯑꯃꯁꯨꯡ ꯗ꯭ꯔꯣꯟꯁꯤꯡꯗ ꯑꯍꯣꯡꯕ ꯑꯣꯇꯣꯅꯣꯃꯁ ꯁꯤꯁ꯭ꯇꯦꯝꯁꯤꯡ ꯐꯥꯎꯕ ꯃꯈꯜ ꯀꯌꯥꯒꯤ ꯑꯦꯄ꯭ꯂꯤꯀꯦꯁꯟꯁꯤꯡꯗ ꯁꯤꯖꯤꯟꯅꯔꯤ꯫ ꯒ꯭ꯔꯦꯠ ꯒ꯭ꯌꯥꯇꯁꯕꯤꯒꯤ ꯃꯇꯥꯡꯗ ꯃꯍꯩꯔꯣꯏ ꯑꯁꯤꯒꯤ ꯋꯥꯔꯤ ꯑꯁꯤ ꯒ꯭ꯔꯦꯗ ꯇꯧꯕꯤꯌꯨ꯫ ꯒ꯭ꯔꯦꯠ ꯒ꯭ꯌꯥꯇꯁꯕꯤ ꯑꯁꯤ ꯅꯨꯡꯁꯤꯕ, ꯁꯦꯜ-ꯊꯨꯝ ꯑꯃꯁꯨꯡ ꯁꯛꯇꯤꯒꯤ ꯃꯇꯥꯡꯗ ꯃꯤꯌꯥꯝꯒꯤ ꯋꯥꯈꯜꯂꯣꯟꯁꯤꯡꯒꯤ ꯃꯇꯥꯡꯗ ꯃꯇꯝ ꯅꯥꯏꯗ꯭ꯔꯕ ꯀ꯭ꯂꯥꯁꯤꯛ ꯑꯃꯅꯤ꯫ ꯃꯁꯤꯅ ꯖꯦ ꯒ꯭ꯌꯥꯇꯁꯕꯤ ꯑꯃꯁꯨꯡ ꯃꯍꯥꯛꯀꯤ ꯃꯔꯨꯄꯁꯤꯡ ꯑꯃꯁꯨꯡ ꯅꯨꯡꯁꯤꯖꯔꯕꯁꯤꯡꯒꯤ ꯄꯨꯟꯁꯤ ꯑꯃꯁꯨꯡ ꯃꯇꯝꯒꯤ ꯋꯥꯔꯤ ꯑꯃ ꯄꯤꯔꯤ꯫ ꯑꯃꯁꯨꯡ ꯄꯥꯔꯤꯕꯁꯤꯡꯗ ꯑꯃꯦꯔꯤꯀꯥꯒꯤ ꯁꯨꯞꯅꯒꯤ ꯂꯝꯖꯤꯡ ꯂꯝꯇꯥꯛꯄꯤꯕ ꯃꯆꯥꯛ-ꯃꯊꯨꯝꯒꯤ ꯐꯤꯚꯝꯒꯤ ꯈꯨꯗꯣꯡꯆꯥꯗꯕꯁꯤꯡ ꯑꯃꯁꯨꯡ ꯃꯔꯤꯁꯤꯡꯒꯤ ꯁꯛꯇꯤꯒꯤ ꯃꯇꯥꯡꯗ ꯋꯥꯈꯜ ꯈꯟꯕ ꯉꯝꯍꯜꯂꯤ꯫ ꯅꯣꯚꯦꯜ ꯑꯁꯤ ꯂꯤꯁꯤꯡ ꯑꯃꯒ ꯆꯥꯝꯃꯥꯄꯟ ꯀꯨꯟꯅꯤꯊꯣꯏꯒꯤ ꯑꯔꯣꯏꯕꯗ ꯊꯣꯛꯈꯤꯕꯅꯤ꯫ ꯃꯗꯨꯗ ꯍꯨꯔꯥꯟꯕ ꯁ꯭ꯇꯣꯛ ꯃꯥꯔꯀꯦꯠ ꯑꯀꯟꯕ ꯂꯟ-ꯊꯨꯝ, ꯑꯃꯁꯨꯡ ꯏꯟꯗꯜꯖꯦꯟꯁ ꯑꯁꯤ ꯃꯐꯝ ꯈꯨꯗꯤꯡꯗ ꯂꯩꯔꯝꯃꯤ꯫ ꯅꯣꯚꯦꯜ ꯑꯁꯤꯒꯤ ꯄ꯭ꯂꯣꯠ ꯑꯁꯤꯕꯨ ꯊꯧꯅꯥ ꯍꯥꯞꯂꯤꯕ ꯒ꯭ꯌꯥꯇꯁꯕꯤꯒꯤ ꯍꯣꯠꯅꯔꯤꯕ ꯑꯦꯝꯕꯤꯁꯟ ꯑꯁꯤꯅꯥ "ꯔꯦꯒꯁ ꯇꯨ ꯔꯤꯆꯁ" ꯍꯥꯏꯕ ꯋꯥꯔꯤ ꯑꯁꯤꯒꯤ ꯃꯌꯦꯛ ꯁꯦꯡꯕ ꯈꯨꯗꯝ ꯑꯃꯅꯤ꯫ ꯅꯣꯚꯦꯜ ꯑꯁꯤꯒꯤ ꯈꯨꯠꯊꯥꯡꯗ ꯐꯤꯠꯖꯦꯔꯦꯜꯅ ꯁꯣꯁꯤꯑꯦꯜ ꯀ꯭ꯂꯥꯁ ꯑꯃꯁꯨꯡ ꯑꯋꯥꯡꯕ ꯊꯥꯛꯀꯤ ꯄꯨꯟꯁꯤ ꯃꯍꯤꯡ ꯑꯃꯁꯨꯡ ꯑꯦꯇꯤꯆꯨꯗꯀꯤ ꯋꯥꯐꯝꯁꯤꯡ ꯑꯁꯤ ꯌꯥꯝꯅ ꯀꯟꯅ ꯂꯥꯟꯅ ꯂꯧꯏ꯫ ꯃꯍꯥꯛꯅ ꯁꯦꯜ ꯊꯨꯝꯒꯤ ꯃꯤꯑꯣꯏꯁꯤꯡꯅ ꯃꯇꯧ ꯀꯔꯝꯅ ꯆꯦꯛꯁꯤꯟꯅ ꯂꯩꯕ ꯑꯃꯁꯨꯡ ꯃꯁꯥꯅ ꯃꯁꯥꯕꯨ ꯊꯥꯖꯖꯕ ꯃꯤꯑꯣꯏꯁꯤꯡ ꯑꯣꯏꯕꯒꯦ ꯑꯃꯁꯨꯡ ꯃꯈꯣꯏꯒꯤ ꯂꯝꯀꯣꯏꯕ ꯂꯥꯛꯄ ꯄꯥꯔꯇꯤꯁꯤꯡ ꯑꯗꯨ ꯃꯇꯧ ꯀꯔꯝꯅ ꯃꯩ ꯊꯥꯗꯨꯅ ꯑꯇꯤꯌꯥꯗ ꯏꯔꯛꯄꯒꯦ ꯍꯥꯏꯕꯗꯨ ꯎꯠꯂꯤ꯫ ꯐꯤꯠꯖꯦꯔꯦꯜꯅ ꯁꯦꯜ-ꯊꯨꯝꯅ ꯃꯤꯌꯥꯃꯒꯤ ꯅꯨꯡꯉꯥꯏꯕ ꯂꯧꯕ ꯉꯝꯗꯦ ꯍꯥꯏꯕꯒꯤ ꯅꯨꯡꯉꯥꯏꯇꯕ ꯑꯗꯨꯕꯨ ꯑꯆꯨꯝꯕ ꯋꯥꯐꯝ ꯑꯗꯨ ꯎꯠꯂꯤ꯫ ꯋꯥꯔꯤꯃꯆꯥ ꯑꯁꯤꯅ ꯑꯆꯧꯕꯥ ꯒꯦꯠꯁꯕꯤꯗ ꯊꯦꯡꯅꯔꯤꯕ ꯃꯔꯨ ꯑꯣꯏꯕ ꯍꯤꯔꯝꯁꯤꯡ ꯑꯃꯁꯨꯡ ꯋꯥꯐꯝꯁꯤꯡꯒꯤ ꯑꯐꯕ ꯕꯦꯁꯤꯛ ꯑꯣꯚꯔꯚꯤꯌꯨ ꯑꯃꯥ ꯄꯤꯔꯤ꯫ ꯃꯗꯨꯒꯤ ꯃꯅꯨꯡꯗ ꯑꯃꯦꯔꯤꯀꯥꯒꯤ ꯁꯨꯞꯅꯒꯤ ꯂꯝꯖꯤꯡ ꯂꯝꯇꯥꯛꯄ, ꯃꯦꯇꯔꯤꯑꯦꯂꯤꯖꯝꯒꯤ ꯈꯨꯗꯣꯡꯊꯤꯕꯁꯤꯡ, ꯑꯃꯁꯨꯡ ꯑꯋꯥꯡꯕ ꯊꯥꯛꯀꯤ ꯃꯤꯑꯣꯏꯁꯤꯡꯒꯤ ꯃꯔꯨꯑꯣꯏꯕ ꯃꯁꯛ ꯇꯥꯛꯄ ꯌꯥꯎꯔꯤ꯫ ꯑꯏꯕ ꯑꯁꯤꯅ ꯅꯣꯚꯦꯜꯒꯤ ꯁꯦꯇꯤꯡ ꯑꯗꯨ ꯒꯤ ꯑꯔꯣꯏꯕꯗ ꯑꯆꯨꯝꯕ ꯃꯑꯣꯡꯗ ꯊꯤꯖꯤꯜꯂꯤ ꯑꯃꯁꯨꯡ ꯄ꯭ꯂꯇꯀꯤ ꯊꯧꯅ ꯑꯃ ꯑꯣꯏꯅ ꯒ꯭ꯌꯥꯇꯁꯕꯤꯒꯤ ꯑꯦꯝꯕꯤꯁꯟ ꯑꯗꯨꯗ ꯃꯤꯠꯌꯦꯡ ꯊꯝꯂꯤ꯫